ꯂꯤꯗ ꯁꯜꯐꯥꯏꯗꯀꯤ ꯀꯣꯂꯣꯏꯗꯦꯜ ꯅꯦꯅꯣꯄꯥꯔꯇꯤꯀꯜ (ꯑꯣꯂꯤꯛ ꯑꯦꯁꯤꯗ, ꯑꯣꯂꯤꯜ ꯑꯦꯃꯤꯟ, ꯑꯃꯁꯨꯡ ꯍꯥꯏꯗ꯭ꯔꯣꯛꯁꯤꯜ ꯂꯤꯒꯦꯟꯗꯁꯤꯡꯅ ꯃꯄꯨꯡꯐꯥꯅ ꯄꯥꯁꯤꯚꯦꯁꯟ ꯇꯧꯕꯒ ꯂꯣꯏꯅꯅ ꯁꯦꯂꯦꯅꯤꯗ ꯀꯤ ꯈ꯭ꯋꯥꯏꯗꯒꯤ ꯐꯕ ꯃꯃꯤ (ꯆꯥꯡ ꯃꯉꯥ) ꯀ꯭ꯋꯥꯟꯇꯝ ꯗꯣꯠꯁꯤꯡꯒꯤ ꯑꯆꯧꯕ ꯕꯆꯁꯤꯡ ꯑꯁꯤ ꯀꯣꯂꯣꯏꯗꯦꯜ ꯁꯤꯟꯊꯤꯁꯤꯁ ꯈꯨꯠꯊꯥꯡꯗ ꯁꯤꯟꯊꯤꯁꯥꯏꯖ ꯇꯧꯕ ꯌꯥꯏ꯫ ꯃꯁꯤꯒꯤ ꯄꯥꯛꯊꯣꯛ-ꯆꯥꯎꯊꯣꯛꯄ ꯉꯝꯕ ꯑꯃꯁꯨꯡ ꯕꯦꯟꯆꯇꯣꯞ ꯐꯤꯚꯝꯁꯤꯡꯒꯤ ꯈꯨꯗꯣꯡꯆꯥꯕ ꯑꯁꯤꯅ ꯃꯔꯝ ꯑꯣꯏꯗꯨꯅ ꯀꯣꯂꯣꯏꯗꯦꯜ ꯁꯤꯟꯊꯤꯌꯥꯠ ꯊꯧꯑꯣꯡꯁꯤꯡ ꯑꯁꯤ ꯂꯂꯣꯟ-ꯏꯇꯤꯛꯀꯤ ꯑꯣꯏꯕ ꯁꯤꯖꯤꯟꯅꯕꯒꯤꯗꯃꯛꯇ ꯊꯥꯖꯕ ꯄꯤꯕ ꯑꯣꯏ꯫ ꯄ꯭ꯂꯥꯁꯃꯥ ꯁꯤꯟꯊꯤꯁꯤꯁ ꯑꯁꯤ ꯀ꯭ꯋꯥꯟꯇꯝ ꯏꯂꯤꯛꯁꯤꯡ ꯄꯨꯊꯣꯛꯄꯗ ꯃꯔꯨꯑꯣꯏꯅ ꯀꯣꯚꯂꯦꯟ ꯕꯣꯟꯁꯤꯡ ꯂꯩꯕꯁꯤꯡꯗ ꯈ꯭ꯋꯥꯏꯗꯒꯤ ꯃꯃꯤꯡ ꯆꯠꯄ ꯒ꯭ꯌꯥꯁ-ꯐꯦꯁꯀꯤ ꯑꯣꯏꯕ ꯄꯥꯝꯕꯩꯁꯤꯡꯒꯤ ꯃꯅꯨꯡꯗ ꯑꯃ ꯑꯣꯏꯅ ꯁꯦꯝꯒꯠꯂꯛꯂꯤ꯫ ꯈꯨꯗꯝ ꯑꯣꯏꯅ ꯁꯤꯂꯤꯀꯣꯟ ꯑꯃꯁꯨꯡ ꯖꯔꯃꯦꯅꯤꯌꯝ ꯀ꯭ꯋꯥꯟꯇꯝ ꯗꯣꯠꯁꯤꯡ ꯑꯁꯤ ꯅꯣꯟꯊꯔꯃꯦꯜ ꯄ꯭ꯂꯥꯁꯃꯥ ꯁꯤꯖꯤꯟꯅꯗꯨꯅ ꯁꯤꯟꯊꯦꯁꯥꯏꯖ ꯇꯧꯈ꯭ꯔꯦ꯫ ꯀ꯭ꯋꯥꯟꯇꯝ ꯗꯣꯠꯁꯤꯡꯒꯤ ꯆꯥꯡ, ꯃꯑꯣꯡ, ꯂꯩꯅꯨꯡ ꯑꯃꯁꯨꯡ ꯀꯝꯄꯣꯖꯤꯁꯟ ꯄꯨꯝꯅꯃꯛ ꯅꯣꯟꯊꯔꯃꯦꯜ ꯄ꯭ꯂꯥꯁꯃꯥꯗ ꯂꯥꯛꯁꯤꯟꯕ ꯌꯥꯏ꯫ ꯀ꯭ꯋꯥꯟꯇꯝ ꯗꯣꯠꯁꯤꯡꯒꯤꯗꯃꯛꯇ ꯌꯥꯝꯅ ꯁꯤꯡꯅꯕ ꯑꯣꯏꯅ ꯎꯔꯤꯕ ꯗꯣꯄꯤꯡ ꯑꯁꯤ ꯄ꯭ꯂꯥꯁꯃꯥ ꯁꯤꯟꯊꯤꯁꯤꯁꯗꯁꯨ ꯐꯪꯂꯦ꯫ ꯄ꯭ꯂꯥꯁꯃꯥꯅ ꯁꯤꯟꯊꯦꯁꯥꯏꯖ ꯇꯧꯔꯕ ꯀ꯭ꯋꯥꯟꯇꯝ ꯗꯣꯠꯁꯤꯡ ꯑꯁꯤ ꯃꯍꯧꯁꯥꯅ ꯄꯧꯗꯔꯒꯤ ꯃꯑꯣꯡꯗ ꯑꯣꯏ, ꯃꯁꯤꯒꯤꯗꯃꯛ ꯂꯩꯅꯨꯡꯗ ꯁꯦꯝꯗꯣꯛ-ꯁꯦꯝꯖꯤꯟ ꯇꯧꯕ ꯌꯥꯏ꯫ ꯃꯁꯤꯅ ꯑꯣꯔꯒꯅꯤꯛ ꯁꯣꯜꯚꯦꯟꯠꯁꯤꯡ ꯅꯠꯇ꯭ꯔꯒ ꯏꯁꯤꯡ (ꯍꯥꯏꯕꯗꯤ ꯀꯣꯂꯣꯏꯗꯦꯜ ꯀ꯭ꯋꯥꯟꯇꯝ ꯗꯣꯠꯁ) ꯗ ꯀ꯭ꯋꯥꯟꯠꯝ ꯗꯣꯠꯁꯤꯡ ꯐꯖꯅ ꯁꯟꯗꯣꯛꯍꯟꯕ ꯉꯝꯒꯅꯤ꯫ ꯁꯦꯝꯕ ꯀ꯭ꯋꯥꯟꯇꯝ ꯏꯂꯤꯛ ꯑꯃ ꯁꯦꯝꯕꯗ ꯃꯊꯧ ꯇꯥꯕ ꯏꯂꯦꯛꯇ꯭ꯔꯣꯁ꯭ꯇꯦꯇꯤꯛ ꯄꯣꯇꯦꯟꯁꯦꯜ ꯑꯁꯤ ꯇꯣꯉꯥꯟ ꯇꯣꯉꯥꯟꯕ ꯄꯥꯝꯕꯩꯁꯤꯡꯒ ꯂꯣꯏꯅꯅ ꯐꯪꯍꯟꯕ ꯌꯥꯏ꯫ ꯃꯁꯤꯗ ꯃꯄꯥꯟꯒꯤ ꯏꯂꯦꯛꯇ꯭ꯔꯣꯗꯁꯤꯡ, ꯗꯣꯄꯤꯡ, ꯁ꯭ꯇ꯭ꯔꯦꯟ, ꯅꯠꯇ꯭ꯔꯒ ꯏꯝꯄꯨꯔꯤꯇꯤꯁꯤꯡ ꯌꯥꯎꯔꯤ꯫ ꯃꯁꯥ ꯃꯊꯟꯇ ꯄꯨꯟꯁꯤꯟꯕ ꯀ꯭ꯋꯥꯟꯇꯝ ꯗꯣꯠꯁꯤꯡ ꯑꯁꯤ ꯃꯍꯧꯁꯥꯅ ꯑꯦꯟ. ꯑꯦꯝ. ꯃꯉꯥ ꯑꯃꯁꯨꯡ ꯌꯥꯡꯈꯩ ꯒꯤ ꯃꯔꯛꯇ ꯆꯥꯎꯏ꯫ ꯂꯤꯊ꯭ꯔꯣꯒ꯭ꯔꯥꯐꯤꯀꯦꯜ ꯑꯣꯏꯅ ꯃꯑꯣꯡ ꯁꯦꯝꯕ ꯒꯦꯠ ꯏꯂꯦꯛꯇ꯭ꯔꯣꯗꯁꯤꯡꯅ ꯁꯟꯗꯣꯛꯅ ꯇꯥꯛꯄ ꯀ꯭ꯋꯥꯟꯇꯝ ꯗꯣꯠꯁꯤꯡ, ꯅꯠꯇ꯭ꯔꯒ ꯁꯦꯃꯤꯀꯟꯗꯛꯇꯔ ꯍꯦꯇꯦꯔꯣꯁ꯭ꯇ꯭ꯔꯛꯆꯔꯁꯤꯡꯗ ꯑꯅꯤ ꯃꯒꯨꯟ ꯑꯣꯏꯕ ꯏꯂꯦꯛꯇ꯭ꯔꯣꯟ ꯒꯦꯁꯁꯤꯡꯗ ꯍꯛꯄꯅ ꯀꯨꯟ ꯑꯃꯁꯨꯡ ꯆꯥꯃ ꯑꯦꯟ. ꯑꯦꯝ. ꯒꯤ ꯃꯔꯛꯇ ꯂꯦꯇꯔꯦꯜ ꯗꯥꯏꯃꯦꯟꯁꯟꯁꯤꯡ ꯂꯩꯕ ꯌꯥꯏ꯫ ꯁꯦꯃꯤꯀꯟꯗꯛꯇꯔꯒꯤ ꯃꯆꯥꯛ ꯑꯃ ꯁꯕꯁ꯭ꯇ꯭ꯔꯦꯠ ꯑꯃꯗ ꯍꯥꯞꯈꯤꯕ ꯃꯇꯝꯗ ꯀ꯭ꯋꯥꯟꯇꯝ ꯗꯣꯠꯁꯤꯡ ꯁꯦꯝꯒꯠꯄ ꯑꯁꯤ ꯃꯁꯥ ꯃꯊꯟꯇ ꯑꯣꯏꯕ ꯌꯥꯏ ꯑꯃꯁꯨꯡ ꯃꯈꯣꯏꯒꯤ ꯃꯔꯛꯇ ꯂꯦꯇꯤꯁꯀꯤ ꯃꯐꯝꯗ ꯈꯦꯠꯅꯕ ꯑꯃ ꯂꯩ꯫ ꯆꯥꯎꯈꯠꯂꯕ ꯅꯦꯅꯣꯐꯦꯕ꯭ꯔꯤꯀꯦꯁꯟ ꯇꯦꯛꯅꯣꯂꯣꯖꯤꯁꯤꯡꯒꯤ ꯈꯨꯠꯊꯥꯡꯗ ꯀ꯭ꯋꯥꯟꯇꯝ ꯗꯣꯠꯁꯤꯡꯒꯤ ꯃꯒꯨꯟꯁꯤꯡ ꯍꯥꯏꯕꯗꯤ ꯃꯈꯣꯏꯒꯤ ꯃꯔꯤ ꯂꯩꯅꯕꯁꯤꯡ ꯃꯑꯣꯡ-ꯃꯇꯧ ꯆꯥꯎꯕ ꯑꯃꯁꯨꯡ ꯃꯌꯦꯛ ꯁꯦꯡꯕ ꯑꯁꯤ ꯁꯦꯝꯗꯣꯛ ꯁꯦꯖꯤꯟ ꯇꯧꯕ ꯌꯥꯏ꯫ ꯈꯨꯗꯝ ꯑꯣꯏꯅ, ꯀ꯭ꯌꯨ. ꯗꯤ. ꯒꯤ ꯑꯀꯣꯏꯕꯗ ꯂꯩꯕ ꯃꯦꯇꯥꯜ ꯒꯦꯠ ꯑꯃꯗ ꯅꯦꯒꯦꯇꯤꯕ ꯚꯣꯜꯇꯦꯖ ꯍꯥꯞꯄꯤꯕ ꯃꯇꯝꯗ, ꯔꯤꯄ꯭ꯂꯥꯟꯁ ꯑꯣꯏꯅ, ꯃꯁꯤꯒꯤ ꯗꯥꯏꯃꯤꯇꯔ ꯑꯗꯨ ꯇꯞꯅ ꯇꯞꯅ ꯅꯝꯊꯔꯛꯄ ꯌꯧꯋꯤ ꯍꯧꯋꯤ꯫ ꯃꯁꯤꯒꯤ ꯃꯍꯩ ꯑꯣꯏꯅ ꯗꯣꯠ ꯑꯗꯨꯗ ꯏꯂꯦꯛꯇ꯭ꯔꯣꯟꯁꯤꯡꯒꯤ ꯃꯁꯤꯡ ꯑꯗꯨ ꯑꯃꯅ ꯑꯃꯗ ꯍꯟꯊꯔꯛꯄ ꯍꯧꯏ, ꯃꯁꯤ ꯃꯈꯥ ꯇꯥꯅ ꯂꯩꯔꯛꯇ꯭ꯔꯤꯐꯥꯎꯕ ꯁꯦꯝꯕ ꯌꯥꯏ꯫ ꯍꯥꯟꯅꯒꯤ ꯃꯒꯨꯟ ꯑꯁꯤꯗ ꯗꯣꯠ ꯑꯗꯨꯗ ꯏꯂꯦꯛꯇ꯭ꯔꯣꯟꯁꯤꯡꯒꯤ ꯃꯁꯤꯡ ꯑꯣꯏꯅ ꯍꯧꯖꯤꯛ-ꯍꯧꯖꯤꯛ ꯆꯦꯜꯂꯤꯕ ꯑꯗꯨ ꯔꯦꯀꯣꯔ꯭ꯗ ꯇꯧꯕ ꯌꯥꯍꯜꯂꯤ, ꯃꯁꯤꯅ ꯏꯅꯔꯖꯤ ꯑꯗꯨ ꯈꯦꯠꯅꯩ ꯍꯥꯏꯕ ꯇꯥꯛꯂꯤ꯫ ꯀ꯭ꯋꯥꯟꯇꯝ ꯗꯣꯠ ꯈꯔ ꯑꯁꯤ ꯑꯆꯧꯕ ꯕꯦꯟꯗꯒꯤ ꯇꯣꯈꯥꯏ ꯑꯃ ꯂꯩꯕ ꯑꯇꯣꯞꯄ ꯑꯃꯗ ꯄꯩꯗꯨꯅ ꯂꯩꯕ ꯃꯆꯥꯛ ꯑꯃꯒꯤ ꯑꯄꯤꯛꯄ ꯂꯝꯗꯝꯁꯤꯡꯅꯤ꯫ ꯍꯥꯏꯔꯤꯕꯁꯤꯡ ꯑꯁꯤ ꯀꯣꯔ-ꯁꯦꯜ ꯁ꯭ꯇ꯭ꯔꯛꯆꯔ ꯍꯥꯏꯅ ꯀꯧꯕ ꯑꯣꯏꯕ ꯌꯥꯏ꯫